ꯂꯩꯒꯤ ꯃꯈꯜ ꯑꯃ ꯐꯣꯡꯗꯣꯛꯄꯤꯌꯨ꯫ ꯄꯥꯛ-ꯆꯥꯎꯅ ꯃꯤꯌꯥꯝꯅ ꯄꯥꯝꯅꯕ ꯑꯃꯁꯨꯡ ꯌꯥꯝꯅ ꯄꯥꯝꯅꯕ ꯃꯆꯨꯒꯤ ꯃꯈꯜ ꯑꯃꯗꯤ ꯒꯣꯂꯥꯞꯅꯤ꯫ ꯆꯍꯤ ꯆꯨꯞꯄ ꯃꯍꯩ ꯃꯔꯣꯡ ꯊꯥꯕ ꯄꯥꯝꯕꯤ ꯑꯁꯤ ꯔꯣꯁꯥꯁꯤꯌꯥ ꯏꯃꯨꯡꯒꯤ ꯃꯤꯑꯣꯏ ꯑꯃꯅꯤ, ꯑꯃꯁꯨꯡ ꯃꯁꯤꯅ ꯂꯧꯕꯨꯛ ꯅꯠꯇꯔꯒ ꯂꯧꯕꯨꯛ ꯑꯃꯥ ꯑꯣꯏꯅ ꯍꯦꯟꯒꯠꯂꯛꯄ ꯌꯥꯏ꯫ ꯒꯣꯂꯥꯞ ꯑꯁꯤ ꯆꯍꯤ ꯂꯤꯁꯤꯡ ꯀꯌꯥꯗꯒꯤ ꯂꯧꯎ-ꯁꯤꯡꯎ ꯇꯧꯗꯨꯅ ꯂꯥꯛꯂꯤ ꯑꯃꯁꯨꯡ ꯃꯈꯣꯏꯒꯤ ꯃꯍꯤꯛ-ꯃꯇꯥꯏ ꯂꯩꯕ, ꯁꯣꯛꯄ ꯃꯆꯨꯁꯤꯡ ꯑꯁꯤ ꯂꯥꯜ, ꯄꯤꯛꯄꯥ, ꯑꯅꯧꯕꯥ, ꯌꯦꯜꯂꯣ ꯑꯃꯁꯨꯡ ꯑꯣꯔꯦꯟꯖ ꯌꯥꯎꯅ ꯃꯈꯜ ꯀꯌꯥꯒꯤ ꯃꯆꯨꯁꯤꯡꯗ ꯂꯥꯛꯏ꯫ ꯂꯩꯁꯤꯡ ꯑꯁꯤ ꯑꯆꯧꯕ ꯑꯃꯗ ꯇꯣꯞ ꯇꯣꯞꯄ ꯃꯆꯨꯒꯤ ꯃꯑꯣꯡ ꯑꯃ ꯁꯦꯝꯕ ꯄꯥꯝꯕꯤ ꯀꯌꯥ ꯂꯩ, ꯇꯣꯉꯥꯟ-ꯇꯣꯉꯥꯟꯕ ꯃꯈꯜꯁꯤꯡꯅ ꯈꯔ ꯇꯣꯉꯥꯟꯕ ꯃꯑꯣꯡ ꯑꯃꯁꯨꯡ ꯁꯥꯏꯖ ꯂꯩ꯫ ꯒꯣꯂꯥꯞꯁꯤꯡ ꯑꯁꯤ ꯃꯍꯧꯁꯥꯅ ꯃꯌꯦꯛ ꯁꯦꯡꯕ ꯃꯆꯨ ꯑꯃꯁꯨꯡ ꯑꯣꯚꯔꯑꯣꯜ ꯃꯑꯣꯡꯒꯤ ꯃꯆꯨꯒꯤ ꯃꯅꯥ-ꯃꯁꯤꯡ ꯑꯃꯁꯨꯡ ꯃꯅꯥ-ꯃꯁꯤꯡꯁꯤꯡꯁꯨ ꯂꯩ꯫ ꯃꯈꯣꯏꯒꯤ ꯑꯔꯅꯥꯃꯦꯟꯇꯦꯜ ꯑꯣꯏꯅ ꯁꯤꯖꯤꯟꯅꯕꯇ ꯅꯠꯇꯅ, ꯒꯣꯂꯥꯞ ꯑꯁꯤ ꯃꯈꯣꯏꯒꯤ ꯇꯉꯥꯏꯐꯗꯕ ꯊꯨꯝꯁꯤꯡꯒꯤꯗꯃꯛꯇꯁꯨ ꯁꯤꯖꯤꯟꯅꯩ, ꯃꯈꯣꯏꯁꯤꯡ ꯑꯁꯤ ꯄꯥꯔꯐꯤꯎꯃꯦꯔꯤꯗ ꯁꯤꯖꯤꯟꯅꯩ, ꯑꯃꯁꯨꯡ ꯃꯈꯣꯏꯒꯤ ꯍꯤꯞꯐꯝ ꯑꯁꯤ ꯖ꯭ꯌꯥꯝ, ꯆꯥ ꯑꯃꯁꯨꯡ ꯑꯇꯩ ꯆꯤꯟꯖꯥꯛꯁꯤꯡ ꯁꯦꯝꯕꯗ ꯁꯤꯖꯤꯟꯅꯩ꯫ ꯅꯍꯥꯛꯅ ꯈ꯭ꯋꯥꯏꯗꯒꯤ ꯄꯥꯝꯅꯕ ꯁꯨꯇꯤꯒꯤ ꯃꯐꯝ ꯑꯗꯨ ꯐꯣꯡꯗꯣꯛꯄꯤꯌꯨ꯫ ꯏꯟꯄꯨꯠ ꯑꯃꯠꯇ ꯂꯩꯇꯦ꯫ ꯑꯥꯔꯇꯤꯐꯤꯁꯤꯑꯦꯜꯅꯤ ꯏꯟꯇꯤꯂꯤꯖ‌ꯦꯟꯁ ꯑꯃ ꯑꯣꯏꯅ ꯑꯩꯒꯤ ꯄꯔꯁꯣꯅꯦꯜ ꯄꯔꯐꯦꯔꯦꯟꯁ ꯅꯠꯇꯔꯒ ꯐꯤꯖꯤꯀꯦꯜ ꯀꯦꯄꯦꯕꯤꯂꯤꯇꯤ ꯂꯩꯇꯦ ꯃꯗꯨꯗꯤ ꯁꯨꯇꯤꯒꯤ ꯃꯇꯝ ꯅꯠꯇꯔꯒ ꯑꯀꯛꯅꯕ ꯃꯐꯝꯁꯤꯡꯗ ꯅꯨꯡꯉꯥꯏꯅ ꯂꯩꯅꯕ꯫ ꯑꯗꯨꯝ ꯑꯣꯏꯅꯃꯛ, ꯑꯩꯍꯥꯛꯅ ꯑꯗꯣꯝꯗ ꯂꯝꯀꯣꯏꯕꯁꯤꯡꯒꯤ ꯗꯦꯇꯥ ꯑꯃꯁꯨꯡ ꯐꯤꯗꯕꯦꯛ ꯌꯨꯝꯐꯝ ꯑꯣꯏꯔꯒ ꯃꯤꯌꯥꯝꯅ ꯄꯥꯝꯅꯕ ꯁꯨꯇꯤꯒꯤ ꯃꯐꯝꯁꯤꯡꯒꯤ ꯃꯇꯥꯡꯗ ꯏꯟꯐꯣꯔꯃꯦꯁꯟ ꯑꯃꯁꯨꯡ ꯗꯤꯁ꯭ꯀꯔꯤꯞꯁꯟꯁꯤꯡ ꯄꯤꯕ ꯉꯝꯒꯅꯤ꯫ ꯑꯍꯨꯝꯗꯒꯤ ꯃꯉꯥ ꯁꯦꯟꯁꯁꯀꯤ ꯋꯥꯔꯤ ꯑꯃꯥ ꯄ꯭ꯔꯦꯖꯦꯟꯇ ꯇꯦꯟꯁꯇꯥ ꯏꯕꯤꯌꯨ꯫ ꯁꯥꯔꯥꯅ ꯃꯃꯥꯡꯒꯤ ꯊꯣꯡ ꯍꯥꯡꯗꯣꯛꯇꯨꯅ ꯃꯍꯥꯛꯀꯤ ꯌꯨꯝꯒꯤ ꯑꯍꯥꯡꯕ ꯃꯉꯥꯜꯗ ꯈꯣꯡꯅ ꯆꯠꯄ ꯑꯗꯨ ꯑꯩꯅ ꯌꯥꯝꯅ ꯅꯨꯡꯉꯥꯏꯅ ꯌꯦꯡꯏ꯫ ꯑꯩꯈꯣꯏꯅ ꯃꯍꯥꯛꯀꯤꯗꯃꯛ ꯁꯦꯝꯈꯤꯕ ꯑꯉꯛꯄ ꯄꯥꯔꯇꯤ ꯑꯗꯨ ꯎꯕꯗ ꯃꯍꯥꯛꯀꯤ ꯃꯤꯠꯌꯦꯡ ꯑꯗꯨ ꯄꯥꯛ ꯁꯟꯅ ꯁꯟꯗꯣꯛꯏ, ꯑꯃꯁꯨꯡ ꯃꯍꯥꯛꯀꯤ ꯃꯔꯨꯞꯁꯤꯡ ꯑꯃꯁꯨꯡ ꯏꯃꯨꯡ ꯃꯅꯨꯡ ꯄꯨꯝꯅꯃꯛꯅ ꯅꯨꯡꯉꯥꯏꯕ ꯐꯣꯡꯗꯣꯛꯏ꯫ ꯃꯍꯥꯛꯀꯤ ꯅꯨꯡꯉꯥꯏꯕ ꯑꯗꯨ ꯎꯕꯗ ꯑꯩꯍꯥꯛ ꯅꯨꯡꯉꯥꯏꯕ ꯐꯥꯎꯏ ꯑꯃꯁꯨꯡ ꯑꯩꯈꯣꯏꯒꯤ ꯊꯧꯔꯥꯡ ꯑꯃꯁꯨꯡ ꯀꯟꯅ ꯍꯣꯠꯅꯕ ꯄꯨꯝꯅꯃꯛ ꯃꯍꯩ ꯌꯥꯜꯂꯦ ꯍꯥꯏꯕ ꯑꯩꯍꯥꯛꯅ ꯈꯪꯏ꯫ ꯁꯥꯔꯥ ꯑꯁꯤ ꯅꯨꯡꯁꯤꯕ ꯑꯃꯁꯨꯡ ꯊꯥꯒꯠꯄ ꯐꯣꯡꯗꯣꯛꯄꯅ ꯀꯨꯞꯁꯤꯜꯂꯤ, ꯑꯃꯁꯨꯡ ꯑꯩꯅꯥ ꯍꯥꯏꯕ ꯉꯝꯃꯤ ꯃꯗꯨꯗꯤ ꯃꯍꯥꯛꯅꯥ ꯑꯈꯟꯅꯕ ꯅꯨꯃꯤꯠ ꯑꯁꯤ ꯀꯩꯗꯧꯉꯩꯗꯁꯨ ꯀꯥꯎꯔꯣꯏ꯫ ꯃꯍꯥꯛꯀꯤ ꯅꯨꯃꯤꯠ ꯑꯗꯨ ꯈꯔꯥ ꯍꯦꯟꯅ ꯃꯉꯥꯜ ꯄꯤꯕꯗ ꯑꯩꯍꯥꯛꯅꯥ ꯑꯄꯤꯛꯄ ꯊꯧꯗꯥꯡ ꯑꯃꯥ ꯂꯧ ꯍꯥꯏꯕ ꯈꯪꯂꯗꯨꯅ ꯃꯍꯥꯛꯀꯤ ꯃꯄꯣꯛ ꯅꯨꯃꯤꯠꯀꯤ ꯃꯩꯔꯥ ꯐꯨꯝꯖꯤꯜꯂꯛꯄ ꯎꯕꯗ ꯑꯩꯍꯥꯛ ꯆꯥꯎꯊꯣꯛꯆꯕ ꯄꯣꯛꯏ꯫ ꯇꯦꯛꯅꯣꯂꯣꯖꯤ ꯏꯟꯗꯁ꯭ꯇꯔꯤꯒ ꯃꯔꯤ ꯂꯩꯅꯕ ꯄꯥꯎꯒꯤ ꯑꯥꯔꯇꯤꯀꯜ ꯑꯃꯒꯤꯗꯃꯛ ꯄ꯭ꯂꯥꯖꯁꯤꯕꯜ ꯍꯦꯗꯂꯥꯏꯟ ꯑꯃꯥ ꯁꯦꯝꯒꯠꯄ꯫ ꯑꯥꯔꯇꯤꯐꯤꯁꯤꯑꯦꯜ ꯏꯟꯇꯤꯂꯤꯖꯦꯟꯁꯀꯤ ꯃꯥꯂꯦꯝꯒꯤ ꯂꯨꯆꯤꯡꯕ ꯑꯃꯅ ꯕ꯭ꯔꯦꯀꯊ꯭ꯔꯨ ꯀ꯭ꯋꯥꯟꯇꯝ ꯀꯝꯄ꯭ꯌꯨꯇꯤꯡ ꯀꯝꯄꯦꯅꯤ ꯑꯃ ꯂꯩꯈꯠꯂꯦ ꯂꯧꯈꯠꯂꯦ ꯫ ꯒ꯭ꯔꯤꯜ ꯇꯧꯔꯕ ꯆꯦꯡ ꯁꯦꯟꯗꯜꯋꯨꯗꯁꯤꯡ ꯄꯤꯔꯤꯕ ꯐꯥꯁ꯭ꯠ-ꯀꯦꯖꯨꯑꯦꯜ ꯔꯦꯁ꯭ꯇꯣꯔꯦꯟꯇ ꯑꯃꯒꯤꯗꯃꯛ ꯇꯦꯒꯂꯥꯏꯟ ꯑꯃꯥ ꯄꯨꯊꯣꯛꯄꯤꯌꯨ꯫ ꯑꯩꯈꯣꯏꯒꯤ ꯂꯥꯟꯊꯦꯡꯅꯕꯗ ꯋꯥꯕ ꯒ꯭ꯔꯤꯜ ꯇꯧꯔꯕ ꯆꯦꯒꯤ ꯀ꯭ꯔꯤꯌꯦꯁꯟꯁꯤꯡꯒ ꯂꯣꯏꯅꯅ ꯃꯦꯜꯠ ꯑꯗꯨ ꯅꯨꯡꯉꯥꯏꯕꯤꯌꯨ꯫